ꯍꯛꯁꯦꯜ ꯐꯕꯥ ꯆꯤꯟꯖꯥꯛ ꯆꯥꯕꯒꯤ ꯃꯔꯨꯑꯣꯏꯕꯒꯤ ꯃꯇꯥꯡꯗꯥ ꯋꯥ ꯉꯥꯡꯕꯤꯌꯨ꯫ ꯃꯤꯄꯨꯝ ꯈꯨꯗꯤꯡꯃꯛꯄꯨ ꯅꯨꯃꯤꯗꯥꯡꯋꯥꯏꯔꯝꯒꯤ ꯌꯥꯏꯐ-ꯄꯥꯎꯖꯦꯜ ꯄꯤꯖꯔꯤ, ꯑꯃꯁꯨꯡ ꯑꯩꯈꯣꯏꯅ ꯅꯨꯡꯇꯤꯒꯤ ꯄꯨꯟꯁꯤꯗꯥ ꯊꯥꯖꯕꯥ ꯌꯥꯗꯕꯥ ꯍꯤꯔꯝ ꯑꯃꯒꯤ ꯃꯇꯥꯡꯗꯥ ꯋꯥꯔꯤ ꯁꯥꯟꯅꯕꯒꯤꯗꯃꯛ ꯉꯁꯤ ꯑꯩꯒꯥ ꯂꯣꯏꯅꯅ ꯋꯥꯔꯤ ꯁꯥꯟꯅꯕꯤꯒꯗꯃꯛ ꯊꯥꯒꯠꯆꯔꯤ: ꯍꯛꯆꯥꯡ ꯐꯅꯥ ꯂꯩꯅꯕꯥ꯫ ꯍꯛꯆꯥꯡ ꯐꯕꯥ ꯗꯥꯏꯠ ꯑꯃ ꯆꯥꯕ ꯍꯥꯏꯕꯁꯤ ꯑꯐꯕꯥ ꯍꯛꯆꯥꯡ ꯉꯥꯛꯇꯨꯅꯥ ꯊꯝꯕꯗꯥ ꯑꯃꯁꯨꯡ ꯀ꯭ꯔꯣꯅꯤꯛ ꯂꯥꯏꯅꯥꯁꯤꯡ ꯊꯤꯡꯕꯗꯥ ꯌꯥꯝꯅꯥ ꯃꯔꯨꯑꯣꯏ꯫ ꯃꯁꯤ ꯑꯩꯈꯣꯏꯒꯤ ꯍꯛꯆꯥꯡꯕꯨ ꯃꯑꯣꯡ ꯆꯨꯝꯅꯥ ꯊꯝꯕꯈꯛꯇꯗꯥ ꯅꯠꯇꯅꯥ ꯑꯩꯈꯣꯏꯒꯤ ꯁꯤꯁꯇꯦꯝꯁꯤꯡꯗꯥ ꯇꯉꯥꯏꯐꯗꯕꯥ ꯃꯆꯤꯟꯖꯥꯛꯁꯤꯡ ꯑꯃꯁꯨꯡ ꯏꯅꯔꯖꯤ ꯄꯤꯕꯁꯨ ꯌꯥꯏ, ꯃꯗꯨꯅꯥ ꯑꯩꯈꯣꯏꯅ ꯈ꯭ꯋꯥꯏꯗꯒꯤ ꯐꯕꯥ ꯃꯑꯣꯡꯗꯥ ꯊꯕꯛ ꯇꯧꯕꯥ ꯉꯝꯒꯅꯤ꯫ ꯍꯛꯆꯥꯡ ꯐꯕꯥ ꯆꯥꯅꯕ ꯍꯥꯏꯕꯁꯤ ꯃꯈꯜ ꯀꯌꯥꯒꯤ ꯆꯤꯟꯖꯥꯛꯁꯤꯡ ꯌꯥꯎꯕꯥ ꯕꯦꯂꯦꯟꯁ ꯗꯥꯏꯠ ꯑꯃ ꯆꯥꯕ ꯍꯥꯏꯕꯁꯤꯅꯤ꯫ ꯃꯅꯥ-ꯃꯁꯤꯡ ꯑꯃꯁꯨꯡ ꯎꯍꯩ-ꯋꯥꯍꯩ ꯃꯔꯥꯡ ꯀꯥꯏꯅ ꯆꯥꯕ, ꯂꯣꯏꯅꯅ ꯍꯣꯜ ꯒ꯭ꯔꯦꯟ, ꯂꯦꯡ-ꯑꯣꯠꯄꯒꯤ ꯄ꯭ꯔꯣꯇꯤꯟ ꯑꯃꯁꯨꯡ ꯍꯛꯁꯦꯜ ꯐꯕꯥ ꯐꯦꯠꯁꯤꯡ ꯆꯥꯕ ꯍꯥꯏꯕꯁꯤ ꯌꯥꯝꯅ ꯃꯔꯨꯑꯣꯏ꯫ ꯃꯁꯤꯅꯥ ꯑꯩꯈꯣꯏꯒꯤ ꯍꯛꯆꯥꯡꯗꯥ ꯃꯊꯧ ꯇꯥꯕ ꯃꯆꯤꯟꯖꯥꯛ ꯄꯨꯝꯅꯃꯛ ꯃꯑꯣꯡ ꯆꯨꯝꯅꯥ ꯊꯕꯛ ꯇꯧꯕꯗꯥ ꯐꯪꯍꯟꯕꯗ ꯃꯇꯦꯡ ꯄꯥꯡꯏ꯫ ꯍꯛꯁꯦꯜ ꯐꯕꯥ ꯗꯥꯏꯠ ꯑꯃ ꯆꯥꯕꯅ ꯑꯩꯈꯣꯏꯒꯤ ꯍꯛꯆꯥꯡ ꯑꯃꯁꯨꯡ ꯋꯥꯈꯜꯒꯤ ꯍꯛꯁꯦꯜ ꯐꯒꯠꯍꯟꯕꯥ ꯉꯝꯃꯤ꯫ ꯃꯁꯤꯅꯥ ꯑꯩꯈꯣꯏꯒꯤ ꯍꯛꯆꯥꯡ ꯐꯅꯥ ꯂꯩꯅꯕꯥ ꯑꯔꯨꯝꯕꯥ ꯊꯝꯕꯗꯥ ꯃꯇꯦꯡ ꯄꯥꯡꯕꯥ ꯉꯝꯒꯅꯤ, ꯍꯥꯔꯠꯀꯤ ꯂꯥꯏꯅꯥꯒꯨꯝꯕꯥ ꯀ꯭ꯔꯣꯅꯤꯛ ꯂꯥꯏꯅꯥꯁꯤꯡꯒꯤ ꯔꯤꯛꯁ ꯍꯟꯊꯍꯟꯕꯥ ꯉꯝꯒꯅꯤ, ꯑꯃꯁꯨꯡ ꯑꯩꯈꯣꯏꯒꯤ ꯋꯥꯈꯜ, ꯏꯅꯔꯖꯤꯒꯤ ꯆꯥꯡ, ꯑꯃꯁꯨꯡ ꯑꯄꯨꯟꯕ ꯑꯣꯏꯅꯥ ꯅꯨꯡꯉꯥꯏꯕꯒꯤ ꯋꯥꯈꯜꯂꯣꯟ ꯐꯒꯠꯍꯟꯕꯥ ꯉꯝꯒꯅꯤ꯫ ꯑꯗꯨꯕꯨ ꯍꯛꯆꯥꯡ ꯐꯅꯥ ꯆꯥꯕꯒꯤ ꯃꯔꯨꯑꯣꯏꯕ ꯑꯗꯨ ꯂꯩꯔꯕꯁꯨ ꯑꯩꯈꯣꯏꯒꯤ ꯃꯔꯛꯇ ꯀꯌꯥ ꯑꯃꯅ ꯃꯁꯤꯕꯨ ꯃꯔꯨ ꯑꯣꯏꯕ ꯑꯃ ꯑꯣꯏꯍꯟꯅꯕ ꯍꯣꯠꯅꯔꯤ꯫ ꯑꯩꯈꯣꯏꯅ ꯈꯨꯗꯣꯡꯆꯥꯕꯥ ꯌꯥꯕ ꯆꯤꯟꯖꯥꯛꯁꯤꯡ ꯅꯠꯇ꯭ꯔꯒꯥ ꯐꯥꯁꯠ ꯐꯨꯠꯁꯤꯡꯅꯥ ꯂꯝꯖꯤꯡꯕꯤꯕꯥ ꯌꯥꯏ, ꯃꯈꯣꯏ ꯑꯁꯤ ꯑꯌꯥꯝꯕꯅ ꯀꯦꯂꯣꯔꯤ, ꯆꯤꯅꯤ ꯑꯃꯁꯨꯡ ꯍꯛꯁꯦꯜ ꯐꯗꯕꯥ ꯐꯦꯠꯁꯤꯡ ꯌꯥꯝꯅ ꯌꯥꯎꯏ꯫ ꯅꯠꯇꯔꯒꯥ ꯑꯩꯈꯣꯏꯅ ꯍꯛꯆꯥꯡ ꯐꯅꯥ ꯂꯩꯅꯕꯥ ꯆꯤꯟꯖꯥꯛ ꯈꯟꯕꯒꯤ ꯃꯇꯥꯡꯗ ꯂꯧꯁꯤꯡ ꯈꯛꯇꯃꯛ ꯂꯩꯇꯕꯥ ꯌꯥꯏ꯫ ꯑꯗꯨꯕꯨ ꯃꯁꯤ ꯈꯪꯖꯤꯟꯕꯥ ꯃꯔꯨ ꯑꯣꯏ ꯃꯗꯨꯗꯤ ꯍꯛꯆꯥꯡ ꯐꯅꯥ ꯆꯥꯕꯥ ꯍꯥꯏꯕꯁꯤ ꯑꯔꯨꯕꯥ ꯅꯠꯇ꯭ꯔꯒꯥ ꯃꯇꯝ ꯌꯥꯝꯅ ꯆꯪꯗꯕ ꯑꯣꯏꯔꯣꯏꯗꯕꯅꯤ꯫ ꯈꯔ ꯊꯧꯔꯥꯡ ꯇꯧꯗꯨꯅꯥ ꯑꯃꯁꯨꯡ ꯑꯩꯈꯣꯏꯒꯤ ꯗꯥꯏꯠꯇꯥ ꯏꯆꯝ ꯏꯆꯝ ꯆꯝꯕꯥ ꯑꯍꯣꯡꯕꯥ ꯈꯔ ꯄꯨꯔꯛꯇꯨꯅꯥ ꯑꯩꯈꯣꯏ ꯄꯨꯝꯅꯃꯛꯅ ꯍꯛꯆꯥꯡ ꯐꯅꯥ ꯂꯩꯅꯕꯥ ꯀꯥꯟꯅꯕ ꯐꯪꯒꯅꯤ꯫ ꯍꯛꯆꯥꯡ ꯐꯕꯥ ꯆꯥꯅꯕ ꯍꯦꯟꯅꯥ ꯂꯥꯏꯊꯣꯛꯍꯟꯅꯕꯒꯤ ꯈ꯭ꯋꯥꯏꯗꯒꯤ ꯐꯕꯥ ꯄꯥꯝꯕꯩ ꯑꯃꯗꯤ ꯑꯩꯈꯣꯏꯒꯤ ꯆꯥꯅꯕꯥ ꯆꯤꯟꯖꯥꯛ ꯍꯥꯟꯅ ꯊꯧꯔꯥꯡ ꯇꯧꯕꯅꯤ꯫ ꯃꯁꯤ ꯅꯨꯃꯤꯠ ꯈꯨꯗꯤꯡꯒꯤ ꯃꯤꯜ ꯄ꯭ꯂꯥꯟ ꯑꯃ ꯏꯅꯕꯥ ꯃꯤꯅꯤꯠ ꯈꯔꯅꯤ ꯂꯧꯕꯥ, ꯅꯠꯇ꯭ꯔꯒꯥ ꯑꯩꯈꯣꯏꯅ ꯆꯠꯂꯤꯕ ꯃꯇꯝꯗ ꯑꯩꯈꯣꯏꯒ ꯂꯣꯏꯅꯅ ꯂꯧꯅꯕꯥ ꯍꯥꯟꯅꯥ ꯍꯛꯆꯥꯡ ꯐꯅꯥ ꯂꯩꯅꯕꯥ ꯁ꯭ꯅꯦꯛꯁꯤꯡ ꯁꯦꯝ ꯁꯥꯕꯥ ꯑꯁꯤꯒꯨꯝꯅꯥ ꯌꯥꯝꯅꯥ ꯂꯥꯏꯕꯥ ꯑꯣꯏꯕꯥ ꯌꯥꯏ꯫ ꯑꯩꯈꯣꯏꯅ ꯑꯅꯧꯕꯥ, ꯍꯛꯆꯥꯡ ꯐꯅꯥ ꯂꯩꯅꯕꯥ ꯔꯦꯁꯤꯄꯤꯁꯤꯡꯁꯨ ꯑꯦꯛꯁꯄꯔꯤꯃꯦꯟ ꯇꯧꯕꯥ ꯌꯥꯏ ꯑꯃꯁꯨꯡ ꯑꯩꯈꯣꯏꯒꯤ ꯗꯥꯏꯠꯇꯥ ꯃꯅꯥ-ꯃꯁꯤꯡ, ꯎꯍꯩ-ꯋꯥꯍꯩ ꯑꯃꯁꯨꯡ ꯍꯣꯜ ꯒ꯭ꯔꯦꯟ ꯍꯦꯟꯅꯥ ꯌꯥꯎꯍꯟꯅꯕꯥ ꯍꯣꯠꯅꯕꯥ ꯌꯥꯏ꯫ ꯍꯛꯁꯦꯜ ꯐꯕꯥ ꯆꯤꯟꯖꯥꯛ ꯆꯥꯕꯒꯤ ꯑꯇꯣꯞꯄꯥ ꯃꯔꯨꯑꯣꯏꯕꯥ ꯃꯁꯛ ꯑꯃꯗꯤ ꯋꯥꯈꯜ ꯂꯧꯁꯤꯡ ꯂꯩꯅꯥ ꯆꯥꯕ ꯍꯥꯏꯕꯁꯤꯅꯤ꯫ ꯃꯁꯤꯅꯥ ꯑꯩꯈꯣꯏꯅ ꯆꯥꯔꯤꯕꯥ ꯄꯣꯠꯁꯤꯡꯗꯥ ꯄꯨꯛꯅꯤꯡ ꯆꯪꯕꯥ, ꯑꯃꯁꯨꯡ ꯆꯥꯛ ꯆꯥꯕꯥ ꯈꯨꯗꯤꯡꯃꯛ ꯅꯨꯡꯉꯥꯏꯕꯥ ꯍꯥꯏꯕꯁꯤꯅꯤ꯫ ꯍꯦꯟꯅꯥ ꯇꯞꯅꯥ ꯆꯥꯕꯅꯥ, ꯑꯃꯁꯨꯡ ꯑꯩꯈꯣꯏꯒꯤ ꯆꯤꯟꯖꯥꯛꯁꯤꯡꯒꯤ ꯃꯁꯛ, ꯇꯦꯛꯆꯔ ꯑꯃꯁꯨꯡ ꯃꯆꯨꯗꯥ ꯃꯤꯠꯌꯦꯡ ꯊꯝꯗꯨꯅꯥ ꯑꯩꯈꯣꯏꯅ ꯑꯩꯈꯣꯏꯒꯤ ꯆꯥꯅꯕꯥ ꯍꯦꯟꯅꯥ ꯅꯨꯡꯉꯥꯏꯕꯥ ꯈꯛꯇꯥ ꯅꯠꯇꯅꯥ ꯍꯦꯟꯅꯥ ꯅꯨꯡꯉꯥꯏꯕꯥ ꯐꯥꯎꯕ ꯉꯝꯃꯤ ꯑꯃꯁꯨꯡ ꯍꯦꯟꯅꯥ ꯆꯥꯕꯒꯤ ꯆꯥꯡ ꯍꯟꯊꯍꯜꯂꯤ꯫ ꯂꯣꯏꯁꯤꯜꯂꯛꯄꯗꯥ, ꯍꯛꯆꯥꯡ ꯐꯅꯥ ꯍꯛꯆꯥꯡ ꯐꯅꯥ ꯂꯩꯕꯥ ꯑꯁꯤ ꯑꯩꯈꯣꯏꯒꯤ ꯑꯄꯨꯟꯕꯥ ꯍꯛꯁꯦꯜ ꯑꯃꯁꯨꯡ ꯅꯨꯡꯉꯥꯏ-ꯌꯥꯏꯐꯕꯒꯤꯗꯃꯛ ꯌꯥꯝꯅꯥ ꯃꯔꯨꯑꯣꯏ꯫ ꯑꯩꯈꯣꯏꯒꯤ ꯗꯥꯏꯠ ꯑꯄꯤꯛꯄꯥ, ꯐꯪꯕꯥ ꯉꯝꯕꯥ ꯑꯍꯣꯡꯕꯁꯤꯡ ꯄꯨꯔꯛꯇꯨꯅꯥ, ꯑꯩꯈꯣꯏꯒꯤ ꯆꯥꯅꯕꯥ ꯊꯧꯔꯥꯡꯁꯤꯡ ꯍꯥꯟꯅꯥ ꯊꯧꯔꯥꯡ ꯇꯧꯗꯨꯅꯥ, ꯑꯃꯁꯨꯡ ꯋꯥꯈꯜ ꯂꯧꯁꯤꯡ ꯂꯩꯅꯥ ꯆꯥꯕꯒꯤ ꯊꯧꯑꯣꯡ ꯄꯥꯡꯊꯣꯛꯇꯨꯅꯥ ꯑꯩꯈꯣꯏꯅ ꯍꯛꯆꯥꯡ ꯐꯕꯥ ꯗꯥꯏꯠ ꯑꯃꯒꯤ ꯀꯥꯟꯅꯕꯥ ꯄꯨꯝꯅꯃꯛ ꯂꯧꯕꯥ ꯉꯝꯒꯅꯤ꯫ ꯑꯩꯈꯣꯏ ꯄꯨꯝꯅꯃꯛꯅꯥ ꯑꯩꯈꯣꯏꯒꯤ ꯄꯨꯟꯁꯤꯗꯥ ꯍꯛꯆꯥꯡ ꯐꯅꯥ ꯂꯩꯅꯕꯥ ꯆꯤꯟꯖꯥꯛ ꯑꯁꯤ ꯃꯔꯨ ꯑꯣꯏꯅꯥ ꯂꯧꯅꯕꯥ ꯍꯣꯠꯅꯁꯤ, ꯑꯃꯁꯨꯡ ꯃꯁꯤꯅꯥ ꯄꯨꯔꯛꯄꯥ ꯄꯨꯟꯁꯤ ꯆꯨꯞꯄꯥ ꯀꯥꯟꯅꯕꯥ ꯑꯁꯤ ꯅꯨꯡꯉꯥꯏꯅꯥ ꯂꯩꯁꯤ꯫ ꯊꯥꯒꯠꯆꯔꯤ.